ꯑꯦꯔꯤꯁ꯭ꯇꯣꯇꯜ ꯑꯃꯁꯨꯡ ꯁꯣꯀ꯭ꯔꯦꯇꯤꯁꯀꯤ ꯋꯥꯈꯜꯂꯣꯟꯁꯤꯡ ꯆꯥꯡꯗꯝꯅꯕ ꯑꯃꯁꯨꯡ ꯈꯦꯠꯅꯕ ꯊꯝꯕ- ꯑꯦꯔꯤꯁ꯭ꯇꯣꯇꯜ ꯑꯃꯁꯨꯡ ꯁꯣꯀ꯭ꯔꯦꯇꯤꯁ ꯑꯅꯤꯃꯛ ꯑꯔꯤꯕ ꯒ꯭ꯔꯤꯛ ꯐꯤꯂꯣꯁꯣꯐꯔꯁꯤꯡꯅꯤ꯫ ꯃꯈꯣꯏꯅ ꯐꯤꯂꯣꯁꯣꯐꯤ ꯑꯃꯁꯨꯡ ꯏꯊꯤꯛꯁꯇ ꯃꯔꯨꯑꯣꯏꯕ ꯊꯧꯗꯥꯡ ꯂꯧꯈꯤ꯫ ꯆꯞ ꯃꯥꯟꯅꯕ ꯋꯥꯈꯜꯂꯣꯟꯒꯤ ꯆꯠꯅꯕꯤꯒꯤ ꯃꯅꯨꯡ ꯆꯜꯂꯕꯁꯨ ꯃꯈꯣꯏꯒꯤ ꯋꯥꯈꯜꯂꯣꯟꯁꯤꯡ ꯑꯗꯨ ꯌꯥꯝꯅ ꯈꯦꯠꯅꯔꯝꯃꯤ꯫ ꯑꯦꯔꯤꯁ꯭ꯇꯣꯇꯜ ꯑꯃꯁꯨꯡ ꯁꯣꯀ꯭ꯔꯦꯇꯤꯁꯀꯤ ꯃꯔꯛꯇ ꯂꯩꯔꯤꯕ ꯈꯦꯟꯅꯕ ꯑꯃꯗꯤ ꯃꯈꯣꯏꯒꯤ ꯂꯧꯁꯤꯡ ꯑꯃꯁꯨꯡ ꯇꯝꯅꯕꯒꯤ ꯃꯑꯣꯡ ꯑꯁꯤꯅꯤ꯫ ꯁꯣꯀ꯭ꯔꯦꯇꯤꯁꯅ ꯑꯦꯕꯁꯣꯂ꯭ꯌꯨꯠ (ꯇꯁꯦꯡꯕ)ꯒꯤ ꯋꯥꯈꯜꯂꯣꯟꯗ ꯊꯥꯖꯈꯤ ꯑꯃꯁꯨꯡ ꯃꯍꯥꯛꯅ ꯊꯥꯖꯈꯤ ꯃꯗꯨꯗꯤ ꯑꯆꯨꯝꯕ ꯑꯁꯤ ꯐꯪꯅꯕꯒꯤ ꯑꯃꯠꯇ ꯉꯥꯏꯔꯕ ꯄꯥꯝꯕꯩꯗꯤ ꯃꯁꯥꯅ ꯃꯁꯥꯕꯨ ꯈꯪꯖꯕ ꯑꯃꯁꯨꯡ ꯏꯟꯇ꯭ꯔꯣꯁꯄꯦꯛꯁꯟ ꯇꯧꯕꯅꯤ꯫ ꯃꯁꯤ ꯐꯪꯅꯕ ꯃꯍꯥꯛꯅ ꯁꯣꯀ꯭ꯔꯤꯇꯤꯛ ꯃꯦꯊꯗ ꯑꯣꯐ ꯏꯅꯀ꯭ꯋꯦꯔꯤ ꯁꯤꯖꯤꯟꯅꯈꯤ꯫ ꯃꯐꯝ ꯑꯗꯨꯗ ꯃꯍꯥꯛꯅ ꯃꯍꯥꯛꯀꯤ ꯃꯍꯩꯔꯣꯏꯁꯤꯡꯒ ꯋꯥꯔꯤ ꯁꯥꯅꯗꯨꯅ ꯃꯈꯣꯏꯒꯤ ꯃꯁꯥꯒꯤ ꯑꯣꯏꯕ ꯑꯔꯥꯟꯕ ꯑꯗꯨ ꯈꯪꯍꯟꯅꯕ ꯑꯃꯁꯨꯡ ꯋꯥꯍꯪ ꯍꯪꯕꯒꯤ ꯈꯨꯠꯊꯥꯡꯗ ꯂꯧꯁꯤꯡ ꯈꯪꯗꯣꯛꯄꯗ ꯃꯇꯦꯡ ꯄꯥꯡꯈꯤ꯫ ꯃꯁꯤꯒꯤ ꯑꯣꯟꯅ-ꯇꯩꯅꯕꯗ, ꯑꯦꯔꯤꯁ꯭ꯇꯣꯇꯜ ꯑꯁꯤ ꯑꯣꯕꯖꯔꯕꯦꯁꯟ ꯑꯃꯁꯨꯡ ꯑꯦꯛꯁ꯭ꯄꯔꯤꯑꯦꯟꯁꯀꯤ ꯈꯨꯠꯊꯥꯡꯗ ꯂꯧꯁꯤꯡ ꯐꯪꯏ ꯍꯥꯏꯅ ꯊꯥꯖꯔꯝꯕ ꯑꯦꯝꯄꯤꯔꯤꯀꯦꯜ ꯊꯤꯡꯀꯔ ꯑꯃꯅꯤ꯫ ꯃꯍꯥꯛꯅ ꯍꯥꯏꯈꯤ ꯃꯗꯨꯗꯤ ꯂꯧꯁꯤꯡ ꯑꯁꯤ ꯃꯁꯤꯒꯤ ꯇꯉꯥꯏ ꯐꯗꯕ ꯃꯒꯨꯟꯁꯤꯡꯗ ꯌꯨꯝꯐꯝ ꯑꯣꯏꯔꯒ ꯏꯟꯐꯣꯔꯃꯦꯁꯟ ꯑꯁꯤ ꯀꯦꯇꯦꯒꯣꯔꯤ ꯇꯧꯗꯨꯅ ꯑꯃꯁꯨꯡ ꯑꯣꯔꯒꯅꯥꯏꯖ ꯇꯧꯗꯨꯅ ꯐꯪꯏ ꯑꯃꯁꯨꯡ ꯃꯍꯥꯛꯅ ꯁꯥꯏꯟꯇꯤꯐꯤꯛ ꯃꯦꯊꯗ ꯑꯁꯤ ꯁꯦꯃꯒꯠꯄꯗ ꯃꯇꯦꯡ ꯄꯥꯡꯈꯤ꯫ ꯐꯤꯂꯣꯁꯣꯐꯔ ꯑꯅꯤ ꯑꯁꯤꯒꯤ ꯃꯔꯛꯇ ꯑꯇꯣꯞꯄ ꯃꯔꯨꯑꯣꯏꯕ ꯈꯦꯠꯅꯕ ꯑꯃꯗꯤ ꯏꯊꯤꯛꯁ ꯑꯃꯁꯨꯡ ꯃꯣꯔꯦꯜꯂꯤꯇꯤꯒꯤ ꯃꯇꯥꯡꯗ ꯃꯈꯣꯏꯒꯤ ꯃꯤꯠꯌꯦꯡ ꯑꯗꯨꯅꯤ꯫ ꯁꯣꯀ꯭ꯔꯦꯇꯤꯁꯅ ꯃꯤꯑꯣꯏꯕꯅ ꯃꯍꯧꯁꯥꯗꯒꯤ ꯂꯝꯆꯠ ꯁꯥꯖꯠꯇ ꯑꯍꯣꯡꯕ ꯄꯨꯔꯛꯄꯅꯤ ꯍꯥꯏꯅ ꯊꯥꯖꯔꯝꯃꯤ ꯑꯃꯁꯨꯡ ꯀꯅꯥꯒꯨꯝꯕ ꯑꯃꯅ ꯂꯝꯆꯠ ꯅꯥꯏꯗꯕ ꯊꯕꯛ ꯇꯧꯅꯕꯒꯤ ꯑꯃꯠꯇ ꯉꯥꯏꯔꯕ ꯃꯔꯝꯗꯤ ꯈꯪꯗꯕꯗꯒꯤꯅꯤ꯫ ꯃꯍꯥꯛꯅ ꯀꯅꯥꯒꯨꯝꯕ ꯑꯃꯒꯤ ꯊꯕꯛꯁꯤꯡꯒꯤꯗꯃꯛ ꯃꯤꯑꯣꯏ ꯑꯃꯒꯤ ꯊꯧꯗꯥꯡ ꯑꯃꯁꯨꯡ ꯃꯁꯥꯅ ꯃꯁꯥꯕꯨ ꯌꯦꯡꯁꯤꯟꯕꯒꯤ ꯇꯉꯥꯏꯐꯗꯕ ꯑꯗꯨꯗ ꯑꯀꯟꯕ ꯋꯥꯐꯝ ꯊꯝꯈꯤ꯫ ꯑꯃꯔꯣꯝꯗ, ꯑꯦꯔꯤꯁ꯭ꯇꯣꯇꯜꯅ ꯊꯥꯖꯔꯝꯃꯤ ꯃꯗꯨꯗꯤ ꯃꯣꯔꯦꯜꯂꯤꯇꯤ ꯑꯁꯤ ꯃꯍꯧꯁꯥꯒꯤ ꯑꯣꯏꯕ ꯋꯥꯐꯝ ꯅꯠꯇꯦ ꯑꯗꯨꯕꯨ ꯑꯦꯛꯁ꯭ꯄꯔꯤꯌꯦꯟꯁ ꯑꯃꯁꯨꯡ ꯍꯦꯕꯤꯠꯀꯤ ꯈꯨꯠꯊꯥꯡꯗ ꯇꯝꯈꯤꯕꯅꯤ꯫ ꯃꯍꯥꯛꯅ ꯒꯣꯜꯗꯟ ꯃꯤꯟꯒꯤ ꯋꯥꯈꯜꯂꯣꯟ ꯑꯗꯨ ꯄ꯭ꯔꯄꯣꯖ ꯇꯧꯈꯤ꯫ ꯃꯐꯝ ꯑꯗꯨꯗ ꯃꯣꯔꯦꯜ ꯑꯣꯏꯅ ꯑꯆꯨꯝꯕ ꯑꯦꯛꯁꯟ ꯑꯗꯨꯅ ꯑꯍꯦꯟꯕ ꯑꯃꯁꯨꯡ ꯑꯋꯥꯠꯄ ꯑꯅꯤꯒꯤ ꯃꯔꯛꯇ ꯕꯦꯂꯦꯟꯁ ꯐꯪꯈꯤꯕ ꯑꯗꯨꯅꯤ꯫ ꯂꯣꯏꯁꯤꯜꯂꯛꯄꯗ, ꯑꯦꯔꯤꯁ꯭ꯇꯣꯇꯜ ꯑꯃꯁꯨꯡ ꯁꯣꯀ꯭ꯔꯦꯇꯤꯁ ꯑꯁꯤ ꯑꯆꯧꯕ ꯐꯤꯂꯣꯁꯣꯐꯔ ꯑꯅꯤꯅꯤ꯫ ꯃꯈꯣꯏꯅ ꯇꯣꯉꯥꯟ -ꯇꯣꯉꯥꯟꯕ ꯋꯥꯈꯜꯂꯣꯟ ꯑꯃꯁꯨꯡ ꯑꯦꯄ꯭ꯔꯣꯆ ꯂꯩꯔꯕꯁꯨ ꯐꯤꯂꯣꯁꯣꯐꯤ ꯑꯃꯁꯨꯡ ꯏꯊꯤꯛꯁꯀꯤ ꯂꯝꯗ ꯌꯥꯝꯅ ꯃꯇꯦꯡ ꯄꯥꯡꯈꯤ꯫ ꯁꯣꯀ꯭ꯔꯦꯇꯤꯁꯅ ꯃꯁꯥꯅ ꯃꯁꯥꯕꯨ ꯈꯪꯖꯕ ꯑꯃꯁꯨꯡ ꯏꯟꯇ꯭ꯔꯣꯁꯄꯦꯛꯁꯟꯒꯤ ꯃꯔꯨꯑꯣꯏꯕꯗ ꯑꯀꯟꯕ ꯋꯥꯐꯝ ꯊꯃꯈꯤꯕ ꯃꯇꯝꯗ ꯑꯦꯔꯤꯁ꯭ꯇꯣꯇꯜꯅ ꯑꯦꯝꯄꯤꯔꯤꯀꯦꯜ ꯑꯣꯕꯖꯔꯕꯦꯁꯟ ꯑꯃꯁꯨꯡ ꯀꯦꯇꯦꯒꯣꯔꯤꯗ ꯃꯤꯠꯌꯦꯡ ꯊꯝꯈꯤ꯫ ꯏꯊꯤꯛꯁ ꯑꯃꯁꯨꯡ ꯃꯣꯔꯦꯂꯤꯇꯤꯒꯤ ꯃꯇꯥꯡꯗ ꯃꯈꯣꯏꯒꯤ ꯋꯥꯈꯜꯂꯣꯟꯁꯤꯡꯁꯨ ꯈꯦꯠꯅꯈꯤ꯫ ꯁꯣꯀ꯭ꯔꯦꯇꯤꯁꯅ ꯏꯟꯍꯦꯔꯤꯇꯦꯟꯇ ꯃꯣꯔꯦꯜꯂꯤꯇꯤ ꯑꯃꯁꯨꯡ ꯃꯤꯑꯣꯏꯕꯒꯤ ꯊꯧꯗꯥꯡꯗ ꯊꯥꯖꯕ ꯊꯝꯈꯤ ꯑꯗꯨꯒ ꯑꯦꯔꯤꯁ꯭ꯇꯣꯇꯜꯅ ꯍꯦꯕꯤꯠ ꯑꯃꯁꯨꯡ ꯕꯦꯂꯦꯟꯁꯀꯤ ꯈꯨꯠꯊꯥꯡꯗ ꯇꯝꯈꯤꯕ ꯃꯣꯔꯦꯜꯂꯤꯇꯤꯗ ꯊꯥꯖꯈꯤ꯫